ꯗꯤꯗꯛꯁꯟ ꯑꯃꯁꯨꯡ ꯂꯣꯖꯤꯛ꯫ ꯗꯤꯗꯛꯁꯟ ꯑꯃꯁꯨꯡ ꯂꯣꯖꯤꯛ ꯑꯁꯤ ꯃꯔꯤ ꯂꯩꯅꯩ꯫ ꯗꯤꯗꯛꯁꯟ ꯍꯥꯏꯕꯁꯤ ꯖꯦꯅꯦꯔꯦꯜ ꯁ꯭ꯇꯦꯠꯃꯦꯟꯇ ꯅꯠꯇ꯭ꯔꯒ ꯄ꯭ꯔꯤꯟꯁꯤꯄꯜ ꯑꯃꯗ ꯌꯨꯝꯐꯝ ꯑꯣꯏꯗꯨꯅ ꯋꯥꯔꯦꯞ ꯑꯃ ꯂꯧꯕꯗ ꯁꯤꯖꯤꯟꯅꯕ ꯑꯀꯛꯅꯕ ꯔꯤꯖꯅꯦꯜꯒꯤ ꯑꯣꯏꯕ ꯃꯑꯣꯡ ꯑꯃꯅꯤ꯫ ꯃꯁꯤ ꯀꯅꯥꯒꯨꯝꯕ ꯑꯃꯅ ꯃꯐꯝ ꯑꯗꯨꯗꯒꯤ ꯏꯟꯐꯣꯔꯃꯦꯁꯟ ꯑꯦꯅꯂꯥꯏꯖ ꯇꯧꯗꯨꯅ ꯑꯃꯁꯨꯡ ꯂꯧꯊꯣꯛꯇꯨꯅ ꯋꯥꯔꯦꯞ ꯑꯃ ꯂꯧꯕ ꯉꯝꯕ ꯂꯣꯖꯤꯛ ꯃꯈꯜ ꯑꯃꯅꯤ꯫ ꯗꯤꯗꯛꯁꯟꯗ ꯂꯣꯏꯁꯤꯟꯕ ꯑꯁꯤ ꯇꯉꯥꯏꯐꯗꯅ ꯄ꯭ꯔꯤꯃꯤꯖꯝꯗꯒꯤ ꯂꯥꯛꯏ, ꯃꯔꯝ ꯑꯗꯨꯅ ꯀꯔꯤꯒꯨꯝꯕ ꯄ꯭ꯔꯤꯃꯤꯖꯝ ꯑꯗꯨ ꯑꯆꯨꯝꯕ ꯑꯣꯏꯔꯕꯗꯤ ꯋꯥꯔꯦꯞ ꯑꯗꯨ ꯑꯆꯨꯝꯕ ꯑꯣꯏꯒꯗꯕꯅꯤ꯫ ꯃꯥꯏꯀꯩ ꯑꯃꯔꯣꯝꯗ ꯂꯣꯖꯤꯛ ꯍꯥꯏꯕꯁꯤ ꯑꯆꯨꯝꯕ ꯔꯤꯖꯅꯦꯜꯒꯤ ꯄ꯭ꯔꯤꯟꯁꯤꯄꯜꯁꯤꯡ ꯊꯤꯖꯤꯟꯕꯅꯤ, ꯃꯗꯨꯒꯤ ꯃꯅꯨꯡꯗ ꯗꯤꯗꯛꯁꯟ ꯑꯁꯤ ꯃꯁꯛ ꯑꯃꯅꯤ꯫ ꯑꯗꯨꯅ, ꯗꯤꯗꯛꯁꯟ ꯑꯁꯤ ꯂꯣꯖꯤꯛꯀꯤ ꯄ꯭ꯔꯤꯟꯁꯤꯄꯜꯁꯤꯡ ꯉꯥꯛꯅ ꯆꯠꯄ ꯔꯤꯖꯅꯦꯜꯒꯤ ꯃꯈꯜ ꯑꯃꯅꯤ꯫ ꯃꯤꯑꯣꯏꯕꯒꯤ ꯂꯝꯆꯠ-ꯁꯥꯖꯠꯀꯤ ꯁꯥꯏꯟꯇꯤꯐꯤꯛ ꯑꯣꯏꯕ ꯃꯑꯣꯡꯗ ꯐꯣꯡꯗꯣꯛꯄ ꯑꯗꯨ ꯍꯥꯏꯕꯤꯌꯨ꯫ ꯂꯝꯆꯠ-ꯁꯥꯖꯠ: ꯀꯞꯄ꯫ ꯀꯞꯄ ꯍꯥꯏꯕꯁꯤ ꯇꯣꯉꯥꯟ-ꯇꯣꯉꯥꯟꯕ ꯏꯃꯣꯁꯟꯁꯤꯡ ꯍꯥꯏꯕꯗꯤ ꯅꯨꯡꯉꯥꯏꯇꯕ, ꯁꯣꯛꯄ, ꯍꯔꯥꯎꯕ, ꯋꯥꯈꯜ ꯅꯨꯡꯉꯥꯏꯇꯕ ꯅꯠꯇ꯭ꯔꯒ ꯑꯁꯥꯎꯕ ꯐꯥꯎꯕ ꯊꯣꯛꯍꯟꯕ ꯌꯥꯕ ꯀꯝꯄ꯭ꯂꯦꯛꯁ ꯑꯣꯏꯕ ꯃꯤꯑꯣꯏꯕꯒꯤ ꯂꯝꯆꯠ-ꯁꯥꯖꯠ ꯑꯃꯅꯤ꯫ ꯐꯤꯖꯤꯑꯣꯂꯣꯖꯤꯀꯦꯜ ꯑꯣꯏꯅ, ꯃꯤꯑꯣꯏ ꯑꯃꯅ ꯑꯀꯟꯕ ꯏꯃꯣꯁꯟꯁꯤꯡ ꯊꯦꯡꯅꯔꯛꯄ ꯃꯇꯝꯗ, ꯃꯈꯣꯏꯒꯤ ꯍꯛꯆꯥꯡꯅ ꯀꯣꯔꯇꯤꯁꯣꯜ ꯑꯃꯁꯨꯡ ꯑꯦꯗ꯭ꯔꯤꯅꯥꯂꯤꯟꯒꯨꯝꯕ ꯍꯣꯔꯃꯣꯟꯁꯤꯡ ꯊꯥꯗꯣꯛꯏ, ꯃꯗꯨꯅ ꯅꯔꯚꯁ ꯁꯤꯁꯇꯦꯝ ꯑꯁꯤꯕꯨ ꯑꯦꯛꯇꯤꯚ ꯑꯣꯏꯍꯜꯂꯤ, ꯃꯗꯨꯅꯥꯍꯥꯔꯇꯀꯤ ꯔꯦꯠ ꯍꯦꯟꯒꯠꯂꯛꯄ ꯑꯃꯁꯨꯡ ꯌꯥꯡꯅ ꯁꯣꯔ ꯍꯣꯟꯕ ꯑꯁꯤꯅꯆꯤꯡꯕ ꯐꯤꯖꯤꯀꯦꯜ ꯔꯦꯁꯄꯣꯟꯁꯁꯤꯡ ꯊꯣꯛꯍꯜꯂꯤ꯫ ꯃꯁꯥꯃꯛ ꯀꯟꯅ ꯁꯣꯛꯄꯒꯤ ꯑꯦꯛꯇ ꯑꯁꯤꯅ ꯕ꯭ꯔꯦꯟꯒꯤ ꯏꯃꯣꯁꯅꯦꯜ ꯁꯦꯟꯇꯔ, ꯑꯦꯃꯤꯒꯗꯥꯂꯥꯗꯒꯤ ꯂꯥꯛꯄ ꯁꯤꯒꯅꯦꯜꯁꯤꯡꯒꯤ ꯄꯥꯎꯈꯨꯝ ꯑꯣꯏꯅ ꯃꯤꯠꯀꯤ ꯂꯦꯀ꯭ꯔꯤꯃꯦꯜ ꯒ꯭ꯂꯥꯟꯗꯁꯤꯡꯅ ꯃꯤꯠ ꯎꯗꯕ ꯄꯨꯊꯣꯛꯄꯒ ꯃꯔꯤ ꯂꯩꯅꯩ, ꯃꯁꯤꯅ ꯄꯦꯔꯥꯁꯤꯝꯄꯦꯇꯤꯛ ꯅꯔꯚꯁ ꯁꯤꯁ꯭ꯇꯦꯝ ꯊꯣꯛꯍꯜꯂꯤ, ꯃꯁꯤꯅ ꯁꯣꯔ ꯍꯣꯟꯕ ꯑꯃꯁꯨꯡ ꯍꯥꯔꯇꯀꯤ ꯔꯦꯠ ꯇꯞꯅ - ꯇꯞꯅ ꯁꯣꯛꯍꯟꯗꯨꯅ ꯊꯋꯥꯏ ꯌꯥꯎꯕ ꯏꯐꯦꯛꯇ ꯑꯃ ꯄꯤ꯫ ꯏꯚꯣꯂꯨꯁꯅꯦꯔꯤꯒꯤ ꯃꯤꯠꯌꯦꯡꯗꯒꯤ, ꯀꯞꯄ ꯑꯁꯤ ꯅꯟ-ꯚꯥꯔꯕꯦꯜ ꯀꯝꯃ꯭ꯌꯨꯅꯤꯀꯦꯁꯟꯒꯤ ꯃꯑꯣꯡ ꯑꯃ ꯑꯣꯏꯅ ꯁꯦꯝꯒꯠꯂꯛꯈꯤꯕꯅꯤ ꯍꯥꯏꯅ ꯊꯥꯖꯅꯩ, ꯃꯁꯤꯅ ꯑꯇꯣꯞꯄꯁꯤꯡꯗ ꯁꯄꯣꯔꯠ, ꯅꯨꯡꯉꯥꯏꯕ ꯅꯠꯇ꯭ꯔꯒ ꯃꯇꯦꯡ ꯄꯥꯡꯅꯕꯥ ꯁꯣꯁꯤꯑꯦꯜ ꯁꯤꯒꯅꯦꯜ ꯑꯃ ꯑꯣꯏꯅ ꯊꯕꯛ ꯇꯧꯏ꯫ ꯃꯁꯤꯅ ꯃꯁꯥ-ꯃꯎ ꯐꯕ ꯃꯦꯀꯥꯅꯤꯖꯝ ꯑꯃ ꯑꯣꯏꯅ ꯊꯕꯛ ꯇꯧꯕꯁꯨ ꯌꯥꯏ, ꯃꯁꯤꯅ ꯍꯛꯆꯥꯡ ꯑꯃꯁꯨꯡ ꯄꯨꯛꯅꯤꯡꯒꯤ ꯑꯋꯥꯕ ꯍꯟꯊꯍꯟꯕꯗ ꯃꯇꯦꯡ ꯄꯥꯡꯕ ꯉꯝꯕ ꯑꯣꯛꯁꯤꯇꯣꯁꯤꯟ ꯑꯃꯁꯨꯡ ꯑꯦꯟꯗꯣꯔꯐꯤꯟꯁꯤꯡ ꯊꯥꯗꯣꯛꯏ꯫ ꯈꯪꯖꯤꯟꯒꯗꯕ ꯑꯃꯅ, ꯀꯞꯄ ꯍꯥꯏꯕꯁꯤ ꯏꯃꯣꯁꯅꯦꯜ ꯇ꯭ꯔꯤꯒꯔꯁꯤꯡꯗ ꯐꯤꯖꯤꯑꯣꯂꯣꯖꯤꯀꯦꯜ ꯔꯦꯁꯄꯣꯟꯁꯁꯤꯡ ꯌꯥꯎꯕ ꯂꯝꯆꯠ-ꯁꯥꯖꯠ ꯑꯃꯅꯤ, ꯃꯁꯤꯅ ꯀꯝꯃ꯭ꯌꯨꯅꯤꯀꯦꯁꯟꯒꯤ ꯃꯑꯣꯡ ꯑꯃ ꯑꯣꯏꯅ ꯑꯃꯁꯨꯡ ꯁꯇ꯭ꯔꯦꯁ ꯑꯃꯁꯨꯡ ꯑꯅꯥꯕ ꯍꯟꯊꯍꯟꯅꯕꯒꯤ ꯃꯦꯀꯥꯅꯤꯖꯝ ꯑꯃ ꯑꯣꯏꯅ ꯑꯅꯤꯃꯛ ꯊꯕꯛ ꯇꯧꯏ꯫ ꯈꯣꯡꯖꯦꯜ ꯑꯃꯁꯨꯡ ꯈꯣꯡꯖꯦꯜꯒꯤ ꯃꯔꯛꯇ ꯈꯦꯠꯅꯕ ꯊꯝꯒꯗꯕꯅꯤ꯫ ꯈꯣꯡꯖꯦꯜ ꯑꯃꯁꯨꯡ ꯈꯣꯡꯖꯦꯜ ꯑꯁꯤ ꯑꯌꯥꯝꯕꯅ ꯑꯃꯒꯥ ꯑꯃꯒꯥ ꯂꯣꯏꯅꯅ ꯁꯤꯖꯤꯟꯅꯩ, ꯑꯗꯨꯕꯨ ꯃꯈꯣꯏ ꯑꯁꯤ ꯇꯣꯉꯥꯟꯕ ꯐꯤꯖꯤꯀꯦꯜ ꯀꯟꯁꯦꯞꯇ ꯑꯅꯤꯅꯤ꯫ ꯁ꯭ꯄꯤꯗ ꯍꯥꯏꯕꯁꯤ ꯄꯣꯠꯁꯛ ꯑꯃꯅ ꯆꯠꯊꯣꯛ-ꯆꯠꯁꯤꯟ ꯇꯧꯕ ꯅꯠꯇ꯭ꯔꯒ ꯆꯠꯄꯒꯤ ꯆꯥꯡ ꯑꯗꯨ ꯂꯦꯞꯊꯣꯛꯄ ꯁ꯭ꯀꯦꯂꯔ ꯀ꯭ꯋꯥꯟꯇꯤꯇꯤ ꯑꯃꯅꯤ꯫ ꯃꯁꯤ ꯄꯣꯠꯁꯛ ꯑꯃꯅ ꯆꯠꯊꯣꯛ-ꯆꯠꯁꯤꯟ ꯇꯧꯕ ꯌꯥꯕ ꯂꯝꯕꯤ ꯑꯗꯨ ꯆꯠꯄꯗ ꯆꯪꯕ ꯃꯇꯝ ꯑꯗꯨꯒ ꯈꯥꯏꯗꯣꯛꯄ ꯍꯥꯏꯕꯁꯤꯅꯤ ꯍꯥꯏꯅ ꯊꯤꯖꯤꯜꯂꯤ꯫ ꯈꯣꯡꯖꯦꯜꯒꯤ ꯌꯨꯅꯤꯠ ꯑꯁꯤ ꯃꯍꯧꯁꯥꯅ ꯁꯦꯀꯦꯟꯗ ꯑꯃꯗ ꯃꯤꯇꯔ ꯅꯠꯇ꯭ꯔꯒ ꯄꯨꯡ ꯑꯃꯗꯥ ꯀꯤꯂꯣꯃꯤꯇꯔ ꯗ ꯂꯦꯞꯊꯣꯛꯏ꯫